ꯄ꯭ꯔꯣꯐꯤꯠ ꯍꯦꯟꯒꯠꯍꯟꯅꯕꯒꯤꯗꯃꯛ ꯑꯅꯧꯕ ꯕꯤꯖꯤꯅꯦꯁ ꯁ꯭ꯇꯔꯦꯇꯦꯖꯤ ꯑꯃ ꯐꯣꯡꯗꯣꯛꯄꯤꯌꯨ꯫ ꯄ꯭ꯔꯣꯐꯤꯠ ꯍꯦꯟꯒꯠꯍꯟꯅꯕꯒꯤ ꯑꯅꯧꯕ ꯕꯤꯖꯤꯅꯦꯁ ꯁ꯭ꯇꯔꯦꯇꯦꯖꯤ ꯑꯃꯗꯤ ꯗꯥꯏꯅꯥꯃꯤꯛ ꯄ꯭ꯔꯥꯏꯁꯤꯡ ꯏꯝꯄ꯭ꯂꯤꯃꯦꯟꯇ ꯇꯧꯕꯅꯤ, ꯃꯁꯤꯅ ꯁꯞꯂꯥꯏ ꯑꯃꯁꯨꯡ ꯗꯤꯃꯥꯟꯗꯗꯥ ꯌꯨꯝꯐꯝ ꯑꯣꯏꯔꯒ ꯔꯤꯑꯦꯜ-ꯇꯥꯏꯝꯗꯥ ꯃꯃꯜꯁꯤꯡ ꯑꯦꯗꯖꯁ꯭ꯠ ꯇꯧꯏ꯫ ꯁ꯭ꯇꯔꯥꯇꯦꯖꯤ ꯑꯁꯤꯅ ꯔꯦꯚꯤꯅ꯭ꯌꯨꯒꯤꯗꯃꯛꯇ ꯈ꯭ꯋꯥꯏꯗꯒꯤ ꯐꯕꯥ ꯃꯃꯜꯁꯤꯡ ꯂꯦꯞꯊꯣꯛꯅꯕꯥ ꯀꯁ꯭ꯇꯃꯔꯁꯤꯡꯒꯤ ꯂꯃꯆꯠ-ꯁꯥꯖꯠ, ꯀꯥꯂꯦꯟꯒꯤ ꯇ꯭ꯔꯦꯟꯗꯁꯤꯡ, ꯑꯃꯁꯨꯡ ꯍꯧꯖꯤꯛ ꯑꯣꯏꯔꯤꯕ ꯊꯧꯗꯣꯛꯁꯤꯡꯒꯨꯝꯕ ꯐꯦꯛꯇꯔꯁꯤꯡ ꯌꯦꯡꯁꯤꯜꯂꯤ꯫ ꯈꯨꯗꯝ ꯑꯣꯏꯅ, ꯗꯤꯃꯥꯟꯗ ꯋꯥꯡꯂꯕ ꯃꯇꯝꯗ ꯃꯃꯜ ꯍꯦꯟꯒꯠꯂꯛꯄ ꯅꯠꯇꯔꯒ ꯗꯤꯃꯥꯟꯗ ꯅꯦꯝꯂꯕꯥ ꯃꯇꯝꯗ ꯍꯟꯊꯔꯛꯄ꯫ ꯑꯇꯣꯞꯄꯥ ꯁ꯭ꯇꯔꯥꯇꯦꯖꯤ ꯑꯃꯗꯤ ꯀꯁ꯭ꯇꯃꯔ ꯂꯣꯏꯅꯕꯒꯤ ꯄ꯭ꯔꯣꯒ꯭ꯔꯥꯝ ꯑꯃ ꯏꯝꯄ꯭ꯂꯤꯃꯦꯟꯇ ꯇꯧꯕꯅꯤ, ꯃꯁꯤꯅ ꯍꯟꯖꯤꯟ ꯍꯟꯖꯤꯟ ꯂꯥꯛꯄ ꯀꯁ꯭ꯇꯃꯔꯁꯤꯡꯗ‌ ꯗꯤꯁꯀꯥꯎꯟꯇ, ꯄꯥ꯭ꯔꯛꯁꯤꯡ ꯑꯃꯁꯨꯡ ꯑꯈꯟꯅꯕꯥ ꯄ꯭ꯔꯣꯃꯣꯁꯟꯁꯤꯡꯒ ꯂꯣꯏꯅꯅꯥ ꯃꯅꯥ ꯄꯤꯔꯤ꯫ ꯃꯁꯤꯅ‌ ꯍꯟꯖꯤꯟ ꯍꯟꯖꯤꯟ ꯕꯤꯖꯤꯅꯦꯁ ꯇꯧꯕꯗ ꯏꯟꯁꯦꯟꯇꯤꯕ ꯄꯤꯕꯇꯥ ꯅꯠꯇꯅꯥ ꯀꯁ꯭ꯇꯃꯔꯁꯤꯡꯒ ꯍꯦꯟꯅ ꯑꯆꯦꯠꯄ ꯃꯔꯤ ꯁꯦꯝꯒꯠꯄꯗꯁꯨ ꯃꯇꯦꯡ ꯄꯥꯡꯏ, ꯃꯁꯤꯅ ꯀꯝꯄꯦꯅꯤꯗ ꯃꯈꯣꯏꯒꯤ ꯄꯨꯟꯁꯤꯒꯤ ꯚꯦꯂ꯭ꯌꯨ ꯍꯦꯟꯒꯠꯍꯜꯂꯤ꯫ ꯄꯣꯠꯊꯣꯛ ꯅꯠꯇꯔꯒ ꯁꯔꯕꯤꯁ ꯂꯥꯏꯟ ꯑꯁꯤ ꯄꯥꯛꯊꯣꯛ ꯆꯥꯎꯊꯣꯛꯍꯟꯕ‌ ꯑꯁꯤ ꯁꯦꯟꯗꯣꯡ ꯍꯦꯟꯒꯠꯍꯟꯅꯕꯒꯤ ꯑꯇꯣꯞꯄ ꯊꯧꯑꯣꯡ ꯑꯃꯅꯤ꯫ ꯑꯅꯧꯕ ꯑꯃꯁꯨꯡ ꯀꯝꯄ꯭ꯂꯤꯃꯦꯟꯇꯦꯔꯤ ꯑꯣꯐꯔꯁꯤꯡ ꯍꯥꯞꯆꯤꯟꯗꯨꯅ ꯕꯤꯖꯤꯅꯦꯁꯁꯤꯡꯅ ꯃꯈꯣꯏꯒꯤ ꯀꯁ꯭ꯇꯃꯔ ꯕꯦꯖꯒꯤ ꯍꯦꯟꯒꯠꯂꯛꯂꯤꯕ ꯃꯊꯧ ꯇꯥꯕꯁꯤꯡ ꯑꯗꯨ ꯐꯪꯍꯟꯗꯨꯅ ꯁꯦꯟꯊꯣꯛ ꯍꯦꯟꯒꯠꯍꯟꯕ ꯌꯥꯏ꯫ ꯃꯁꯤꯗ ꯑꯅꯧꯕ ꯄꯣꯠꯊꯣꯛꯁꯤꯡ ꯅꯠꯇꯔꯒ ꯁꯔꯕꯤꯁꯁꯤꯡ ꯍꯧꯗꯣꯛꯄ, ꯑꯅꯧꯕ ꯀꯩꯊꯦꯜꯁꯤꯡꯗ ꯄꯥꯛꯊꯣꯛ ꯆꯥꯎꯊꯣꯛꯄ, ꯅꯠꯇꯔꯒ ꯑꯇꯣꯞꯄ ꯕꯤꯖꯤꯅꯦꯁꯁꯤꯡꯒ ꯄꯥꯔꯇꯅꯔꯁꯤꯞ ꯇꯧꯗꯨꯅ ꯑꯄꯨꯟꯕ ꯁꯣꯂꯨꯁꯟꯁꯤꯡ ꯄꯤꯕ ꯌꯥꯎꯕ ꯌꯥꯏ꯫ ꯑꯔꯣꯏꯕꯗꯥ, ꯑꯣꯄ꯭ꯔꯦꯁꯅꯦꯜ ꯏꯐꯤꯁꯤꯑꯦꯟꯁꯤ ꯐꯒꯠꯍꯟꯕꯅꯥ ꯄ꯭ꯔꯣꯐꯤꯠ ꯍꯦꯟꯒꯠꯍꯟꯕꯁꯨ ꯌꯥꯏ꯫ ꯃꯁꯤ ꯊꯧꯑꯣꯡꯁꯤꯡ ꯁ꯭ꯇꯔꯤꯝꯂꯥꯏꯟ ꯇꯧꯕ, ꯍꯟꯖꯤꯟ ꯍꯟꯖꯤꯟ ꯇꯧꯕ ꯊꯕꯛꯁꯤꯡ ꯑꯣꯇꯣꯃꯦꯠ ꯇꯧꯕ, ꯑꯃꯣꯠꯄ ꯍꯟꯊꯍꯟꯕ, ꯑꯃꯁꯨꯡ ꯁꯄ꯭ꯂꯥꯏ ꯆꯦꯟ ꯑꯁꯤ ꯑꯣꯞꯇꯤꯃꯥꯏꯖ ꯇꯧꯕꯒꯤ ꯈꯨꯠꯊꯥꯡꯗ ꯐꯪꯕ ꯉꯝꯒꯅꯤ꯫ ꯃꯃꯜ ꯍꯟꯊꯍꯟꯗꯨꯅ ꯑꯃꯁꯨꯡ ꯄꯣꯠꯊꯣꯛ ꯍꯦꯟꯒꯠꯍꯟꯗꯨꯅ ꯕꯤꯖꯤꯅꯦꯁꯁꯤꯡꯅ ꯃꯈꯣꯏꯒꯤ ꯃꯥꯔꯖꯤꯟ ꯍꯦꯟꯒꯠꯍꯟꯕ ꯉꯝꯒꯅꯤ ꯑꯃꯁꯨꯡ ꯑꯔꯣꯏꯕꯗ ꯁꯦꯟꯗꯣꯡ ꯍꯦꯟꯒꯠꯍꯟꯕ ꯉꯒꯅꯤ꯫ ꯍꯟꯗꯛꯀꯤ ꯊꯧꯗꯣꯛ ꯑꯅꯤꯒꯤ ꯃꯇꯥꯡꯗ ꯈꯟꯅꯔꯤꯕ‌ ꯄꯥꯎꯒꯤ ꯋꯥꯔꯣꯜ ꯑꯃ ꯏꯕꯤꯌꯨ꯫ ꯏꯟꯇꯔꯅꯦꯁꯅꯦꯜ ꯕꯤꯖꯤꯅꯦꯁ ꯃꯦꯁꯤꯟ ꯀꯣꯔꯄꯥꯔꯦꯁꯟ ꯅꯥ ꯑꯅꯧꯕ‌ ꯀ꯭ꯋꯥꯟꯇꯝ ꯀꯝꯄ꯭ꯌꯨꯇꯤꯡꯒꯤ ꯊꯧꯔꯥꯡ ꯑꯃ ꯂꯥꯎꯊꯣꯛꯈ꯭ꯔꯦ ꯑꯅꯧꯕ ꯌꯨꯇ꯭ꯌꯨꯕ ꯃꯤꯎꯖꯤꯛ ꯐꯤꯆꯔ꯫ ꯍꯟꯗꯛꯀꯤ ꯇꯦꯛꯅꯣꯂꯣꯖꯤꯒꯤ ꯄꯥꯎꯁꯤꯡꯗ ꯏꯟꯇꯔꯅꯦꯁꯅꯦꯜ ꯕꯤꯖꯤꯅꯦꯁ ꯃꯦꯁꯤꯟ ꯀꯣꯔꯄꯥꯔꯦꯁꯟ ꯅꯥ ꯀ꯭ꯋꯥꯟꯇꯝ ꯀꯝꯄ꯭ꯌꯨꯇꯤꯡ ꯁꯦꯝꯒꯠꯅꯕꯥ ꯑꯅꯧꯕ ꯊꯧꯔꯥꯡ ꯑꯃ ꯂꯥꯎꯊꯣꯛꯈ꯭ꯔꯦ, ꯑꯗꯨꯒ ꯌꯨꯇ꯭ꯌꯨꯕ ꯅꯥ ꯃꯁꯤꯒꯤ ꯃ꯭ꯌꯨꯖꯤꯛ ꯑꯦꯄ꯭ꯂꯤꯀꯦꯁꯟꯗ ꯑꯅꯧꯕ ꯐꯤꯆꯔ ꯑꯃ ꯄꯨꯊꯣꯛꯈ꯭ꯔꯦ꯫ ꯃꯜꯇꯤꯅꯦꯁ꯭ꯅꯦꯜ ꯇꯦꯛꯅꯣꯂꯣꯖꯤ ꯀꯝꯄꯦꯅꯤ ꯑꯃ ꯑꯣꯏꯔꯤꯕ ꯏꯟꯇꯔꯅꯦꯁꯅꯦꯜ ꯕꯤꯖꯤꯅꯦꯁ ꯃꯦꯁꯤꯟ ꯀꯣꯔꯄꯥꯔꯦꯄꯟꯅꯥ ꯑꯅꯧꯕ ꯔꯤꯁꯔꯆ ꯐꯦꯁꯤꯂꯤꯇꯤꯁꯤꯡ ꯍꯧꯗꯣꯛꯄ ꯑꯃꯁꯨꯡ ꯃꯥꯡꯖꯤꯜ ꯊꯥꯔꯤꯕ ꯏꯟꯁꯇꯤꯇ꯭ꯌꯨꯁꯟꯁꯤꯡꯒ ꯄꯨꯟꯅ ꯊꯕꯛ ꯇꯧꯃꯤꯟꯅꯕꯥ ꯌꯥꯎꯅ ꯀ꯭ꯋꯥꯟꯇꯝ ꯀꯝꯄ꯭ꯌꯨꯇꯤꯡ ꯁꯦꯝꯒꯠꯄꯗꯥ ꯁꯦꯜ ꯌꯥꯝꯅ ꯊꯥꯗꯅꯕꯥ ꯊꯧꯔꯥꯡ ꯇꯧꯔꯤ ꯍꯥꯏꯅ ꯂꯥꯎꯊꯣꯛꯈ꯭ꯔꯦ꯫ ꯏꯟꯇꯔꯅꯦꯁꯅꯦꯜ ꯕꯤꯖꯤꯅꯦꯁ ꯃꯦꯁꯤꯟ ꯀꯣꯔꯄꯥꯔꯦꯁꯟ ꯅꯥ ꯊꯥꯖꯩ ꯃꯗꯨꯗꯤ ꯀ꯭ꯋꯥꯟꯇꯝ ꯃꯦꯀꯥꯅꯤꯛꯁꯀꯤ ꯐꯤꯚꯝ ꯑꯁꯤ ꯁꯤꯖꯤꯟꯅꯗꯨꯅ ꯇ꯭ꯔꯦꯗꯤꯁ꯭ꯅꯦꯜ ꯀꯝꯄ꯭ꯌꯨꯇꯔꯁꯤꯡꯗꯒꯤ ꯌꯥꯝꯅ ꯌꯥꯡꯅ ꯀꯦꯜꯀꯨꯂꯦꯁꯟꯁꯤꯡ ꯄꯥꯡꯊꯣꯛꯄ ꯂꯝ ꯑꯃ ꯑꯣꯏꯔꯤꯕ ꯀ꯭ꯋꯤꯟꯇꯝ ꯀꯝꯄ꯭ꯌꯨꯇꯤꯡ ꯑꯁꯤ ꯇꯦꯛꯅꯣꯂꯣꯖꯤꯒꯤ ꯃꯊꯪꯒꯤ ꯉꯝꯈꯩꯅꯤ꯫ ꯀꯝꯄꯦꯅꯤ ꯑꯁꯤ ꯐꯥꯏꯅꯥꯟꯁ, ꯗ꯭ꯔꯒ ꯗꯤꯁꯀꯣꯚꯔꯤ, ꯑꯃꯁꯨꯡ ꯃꯁꯤꯒꯤ ꯃꯊꯛꯇ ꯂꯩꯕ ꯂꯝꯁꯤꯡꯗ ꯑꯔꯨꯕ ꯁꯃꯁ꯭ꯌꯥꯁꯤꯡ ꯀꯣꯛꯍꯟꯕꯗꯥ ꯃꯇꯦꯡ ꯄꯥꯡꯕ ꯉꯝꯕ ꯑꯅꯧꯕ ꯈꯨꯠꯂꯥꯏꯁꯤꯡ ꯑꯃꯁꯨꯡ ꯑꯦꯜꯒꯣꯔꯤꯊꯝꯁꯤꯡ ꯁꯦꯝꯒꯠꯅꯕ ꯄꯥꯟꯗꯝ ꯊꯝꯂꯤ꯫ ꯑꯇꯣꯞꯄ ꯄꯥꯎ ꯑꯃꯗ, ꯃꯤꯌꯥꯝꯅ ꯄꯥꯝꯅꯕ ꯃ꯭ꯌꯨꯖꯤꯛ ꯁ꯭ꯇꯔꯤꯃꯤꯡ ꯄ꯭ꯂꯦꯠꯐꯣꯔꯝ ꯑꯣꯏꯔꯤꯕ ꯌꯨꯇ꯭ꯌꯨꯕ ꯃꯤꯎꯖꯤꯛꯅ ꯃꯁꯤꯒꯤ ꯌꯨꯖꯔꯁꯤꯡꯒꯤꯗꯃꯛ ꯑꯅꯧꯕ ꯐꯤꯆꯔ ꯑꯃ ꯄꯨꯊꯣꯛꯈ꯭ꯔꯦ꯫ ꯑꯦꯄ꯭ꯂꯤꯀꯦꯁꯟ ꯑꯁꯤꯗ ꯍꯧꯖꯤꯛꯇꯤ ꯌꯨꯖꯔꯒꯤ ꯇꯥꯕꯒꯤ ꯍꯩꯅꯕꯤꯗ ꯌꯨꯝꯐꯝ ꯑꯣꯏꯕ ꯄꯔꯁꯣꯅꯦꯂꯥꯏꯖ ꯇꯧꯔꯕ ꯄ꯭ꯂꯦꯂꯤꯁ꯭ꯠ ꯑꯃ ꯁꯦꯝꯒꯠꯄ ꯃꯤꯛꯁ ꯐꯤꯆꯔ ꯑꯃ ꯌꯥꯎꯔꯦ꯫ ꯄ꯭ꯂꯦꯂꯤꯁ꯭ꯠ ꯑꯁꯤ ꯅꯨꯃꯤꯠ ꯈꯨꯗꯤꯡꯒꯤ ꯑꯞꯗꯦꯠ ꯇꯧꯏ, ꯃꯁꯤꯅ ꯌꯨꯖꯔꯁꯤꯡꯗ ꯅꯨꯃꯤꯠ ꯈꯨꯗꯤꯡꯒꯤ ꯈꯪꯗꯣꯛꯅꯕ ꯏꯁꯩꯒꯤ ꯑꯅꯧꯕ ꯈꯟꯒꯠꯂꯕ‌ ꯈꯨꯗꯣꯡꯆꯥꯕ ꯑꯃ ꯄꯤꯔꯤ꯫ ꯐꯤꯆꯔ ꯑꯁꯤ ꯌꯨꯖꯔꯁꯤꯡꯅ ꯃꯦꯅꯨꯑꯦꯜ ꯑꯣꯏꯅ ꯁꯥꯔꯆ ꯇꯧꯕ ꯃꯊꯧ ꯇꯥꯗꯅ ꯃꯈꯣꯏꯅ ꯅꯨꯡꯉꯥꯏꯒꯗꯕ ꯑꯅꯧꯕ ꯃ꯭ꯌꯨꯖꯤꯛ ꯊꯤꯕꯗꯥ ꯃꯇꯦꯡ ꯄꯥꯡꯅꯕꯥ ꯁꯦꯝꯈꯤꯕꯅꯤ꯫ ꯊꯧꯔꯝ ꯑꯅꯤ ꯑꯁꯤꯅ ꯇꯦꯛꯅꯣꯂꯣꯖꯤ ꯏꯟꯗ꯭ꯁꯇꯔꯤꯗ ꯃꯈꯥ ꯇꯥꯅ ꯏꯅꯣꯕꯦꯁꯟ ꯑꯃꯁꯨꯡ ꯒ꯭ꯔꯣꯊꯀꯤ ꯃꯃꯤ ꯇꯥꯔꯤ꯫